ꯏꯟꯚꯤꯇꯦꯁꯟ ꯂꯦꯇꯔ ꯑꯃꯗꯥ ꯃꯔꯨꯑꯣꯏꯕꯥ ꯃꯆꯥꯛ ꯑꯍꯨꯝꯒꯤ ꯃꯃꯤꯡ ꯊꯣꯟꯕꯤꯌꯨ꯫ ꯏꯟꯚꯤꯇꯦꯁꯟ ꯂꯦꯇꯔ ꯑꯃꯗꯥ ꯌꯥꯎꯔꯤꯕꯥ ꯃꯔꯨꯑꯣꯏꯕꯥ ꯃꯆꯥꯛ ꯑꯍꯨꯝ ꯑꯗꯨꯗꯤ: ꯊꯧꯔꯝ ꯑꯗꯨꯒꯤ ꯄꯥꯟꯗꯝ: ꯏꯟꯚꯤꯇꯦꯁꯟ ꯂꯦꯇꯔ ꯑꯗꯨꯗꯥ ꯊꯧꯔꯝ ꯑꯗꯨꯒꯤ ꯄꯥꯟꯗꯝ ꯑꯗꯨ ꯃꯌꯦꯛ ꯁꯦꯡꯅꯥ ꯇꯥꯛꯀꯗꯕꯅꯤ, ꯃꯗꯨ ꯐ꯭ꯔꯣꯃꯦꯜ ꯑꯣꯏꯕꯥ ꯊꯧꯔꯝ ꯑꯣꯏꯔꯕꯁꯨ, ꯁꯦꯂꯦꯕ꯭ꯔꯦꯁꯟ ꯑꯣꯏꯔꯕꯁꯨ, ꯕꯤꯖꯤꯅꯦꯁ ꯃꯤꯐꯝ ꯑꯣꯏꯔꯕꯁꯨ ꯅꯠꯇ꯭ꯔꯒꯥ ꯁꯣꯁꯤꯑꯦꯜ ꯒꯦꯗꯔꯤꯡ ꯑꯣꯏꯔꯕꯁꯨ ꯃꯌꯦꯛ ꯁꯦꯡꯅꯥ ꯇꯥꯛꯀꯥꯗꯕꯅꯤ꯫ ꯊꯧꯔꯝ ꯑꯁꯤꯒꯤ ꯑꯀꯨꯞꯄꯥ ꯃꯔꯣꯜꯁꯤꯡ: ꯑꯁꯤꯗꯥ ꯊꯧꯔꯝ ꯑꯁꯤꯒꯤ ꯇꯥꯡ, ꯃꯇꯝ ꯑꯃꯁꯨꯡ ꯃꯐꯝ ꯌꯥꯎꯔꯤ꯫ ꯏꯟꯚꯤꯇꯦꯁꯟ ꯐꯪꯂꯕꯥ ꯃꯤꯑꯣꯏ ꯑꯗꯨꯅꯥ ꯊꯧꯔꯝ ꯑꯗꯨ ꯀꯔꯝ ꯀꯥꯟꯗꯥ ꯑꯃꯁꯨꯡ ꯀꯗꯥꯏꯗꯥ ꯄꯥꯡꯊꯣꯛꯂꯤꯕꯅꯣ ꯍꯥꯏꯕꯗꯨ ꯆꯨꯝꯅꯥ ꯈꯪꯒꯗꯕꯅꯤ꯫ ꯑꯀꯨꯞꯄꯥ ꯋꯔꯣꯜ ꯏꯟꯚꯤꯇꯦꯁꯟ ꯂꯦꯇꯔ ꯑꯗꯨꯗꯥ ꯔꯤꯁꯤꯞꯇꯔ ꯑꯗꯨꯅꯥ ꯏꯟꯚꯤꯇꯦꯁꯟ ꯑꯗꯨꯗꯥ ꯀꯔꯝꯅꯥ ꯄꯥꯎꯈꯨꯝ ꯄꯤꯒꯗꯒꯦ ꯍꯥꯏꯕꯒꯤ ꯃꯌꯦꯛ ꯁꯦꯡꯕꯥ ꯏꯟꯁꯇ꯭ꯔꯛꯁꯟꯁꯤꯡ ꯌꯥꯎꯒꯗꯕꯅꯤ꯫ ꯃꯁꯤꯗꯥ ꯔꯤꯁꯤꯞꯇꯔ ꯑꯗꯨꯅꯥ ꯄꯥꯎꯈꯨꯝ ꯄꯤꯒꯗꯕꯥ ꯃꯤꯑꯣꯏ ꯑꯗꯨꯒꯤ ꯃꯃꯤꯡ ꯑꯃꯁꯨꯡ ꯀꯟꯇꯦꯛ ꯏꯟꯐꯣꯔꯃꯦꯁꯟ ꯑꯃꯁꯨꯡ ꯄꯥꯎꯈꯨꯝ ꯄꯤꯅꯕꯒꯤ ꯑꯔꯣꯏꯕꯥ ꯃꯇꯝ ꯑꯃꯥ ꯌꯥꯎꯒꯗꯕꯅꯤ꯫ ꯗꯤꯖꯤꯇꯦꯜ ꯁꯦꯀ꯭ꯌꯨꯔꯤꯇꯤ ꯑꯃꯁꯨꯡ ꯌꯨꯖꯔ ꯑꯦꯛꯁꯄꯤꯔꯤꯑꯦꯟꯁ ꯐꯒꯠꯍꯟꯕꯒꯤ ꯃꯇꯥꯡꯗꯥ ꯅꯩꯅꯁꯤ꯫ ꯍꯦꯟꯅꯥ ꯐꯕꯥ ꯁꯦꯀ꯭ꯌꯨꯔꯤꯇꯤ: ꯌꯨꯖꯔꯁꯤꯡꯗꯥ ꯃꯈꯣꯏꯒꯤ ꯂꯣꯛꯏꯟ ꯀ꯭ꯔꯦꯗꯦꯟꯁꯤꯑꯦꯜꯁꯤꯡ ꯐꯣꯡꯗꯣꯛꯄꯥ ꯌꯥꯗꯅꯥ ꯃꯈꯣꯏꯒꯤ ꯄꯔꯁꯣꯅꯦꯜ ꯏꯟꯐꯣꯔꯃꯦꯁꯟ ꯑꯃꯁꯨꯡ ꯔꯤꯁꯣꯔꯁꯁꯤꯡ ꯁꯦꯌꯔ ꯇꯧꯅꯕꯒꯤ ꯁꯦꯀ꯭ꯌꯨꯑꯣꯔ ꯑꯣꯏꯕꯥ ꯃꯑꯣꯡ ꯑꯃꯥ ꯄꯤꯔꯤ꯫ ꯃꯈꯣꯏꯒꯤ ꯄꯥꯁꯋꯥꯔꯗꯁꯤꯡ ꯁꯦꯌꯔ ꯇꯧꯕꯒꯤ ꯃꯍꯨꯠꯇꯥ, ꯌꯨꯖꯔꯁꯤꯡꯅꯥ ꯃꯈꯣꯏꯒꯤ ꯗꯦꯇꯥ ꯑꯗꯨ ꯑꯦꯛꯁꯦꯁ ꯇꯣꯀꯟꯁꯤꯡ ꯁꯤꯖꯤꯟꯅꯗꯨꯅꯥ ꯑꯦꯛꯁꯦꯁ ꯄꯤꯔꯤ, ꯃꯈꯣꯏꯗꯨ ꯂꯥꯏꯄꯁꯄꯦꯟ ꯑꯁꯤ ꯂꯤꯃꯤꯇꯦꯗ ꯑꯣꯏ ꯑꯃꯁꯨꯡ ꯃꯇꯝ ꯑꯃꯠꯇꯗꯥ ꯔꯤꯚꯣꯛ ꯇꯧꯕꯥ ꯌꯥꯏ꯫ ꯂꯥꯏꯊꯣꯛꯍꯟꯕꯥ ꯌꯨꯖꯔ ꯑꯦꯛꯁꯄꯤꯔꯤꯑꯦꯟꯁꯒꯤ ꯃꯇꯦꯡꯅꯥ ꯌꯨꯖꯔꯁꯤꯡꯅꯥ ꯃꯈꯣꯏꯅꯥ ꯁꯤꯖꯤꯟꯅꯔꯤꯕꯥ ꯋꯦꯞꯁꯥꯏꯠ ꯅꯠꯇ꯭ꯔꯒꯥ ꯑꯦꯄ꯭ꯂꯤꯀꯦꯁꯟ ꯈꯨꯗꯤꯡꯃꯛꯀꯤ ꯃꯁꯤ ꯃꯁꯤꯡ ꯌꯥꯝꯂꯕꯥ ꯌꯨꯖꯔꯅꯦꯝ ꯑꯃꯁꯨꯡ ꯄꯥꯁꯋꯥꯔꯠꯁꯤꯡ ꯁꯦꯝꯕꯥ ꯑꯃꯁꯨꯡ ꯅꯤꯡꯁꯤꯡꯕꯒꯤ ꯃꯊꯧ ꯇꯥꯗ꯭ꯔꯦ꯫ ꯃꯗꯨꯒꯤ ꯃꯍꯨꯠꯇꯥ, ꯃꯈꯣꯏꯅꯥ ꯃꯈꯣꯏꯒꯤ ꯍꯧꯖꯤꯛ ꯂꯩꯔꯤꯕꯥ ꯁꯣꯁꯤꯑꯦꯜ ꯃꯤꯗꯤꯌꯥ, ꯏꯃꯦꯜ ꯅꯠꯇ꯭ꯔꯒꯥ ꯑꯇꯩ ꯊꯥꯔꯗ ꯄꯤꯔꯥꯇꯤ ꯑꯦꯀꯥꯎꯟꯁꯤꯡ ꯁꯤꯖꯤꯟꯅꯗꯨꯅꯥ ꯇꯣꯉꯥꯟ-ꯇꯣꯉꯥꯟꯕꯥ ꯁꯔꯚꯤꯁꯁꯤꯡꯗꯥ ꯁꯥꯏꯅ ꯏꯟ ꯇꯧꯕꯥ ꯌꯥꯏ, ꯃꯗꯨꯅꯥ ꯂꯣꯛꯏꯟ ꯄ꯭ꯔꯣꯁꯦꯁ ꯑꯗꯨ ꯌꯥꯝꯅꯥ ꯊꯨꯅꯥ ꯑꯃꯁꯨꯡ ꯍꯦꯟꯅꯥ ꯈꯨꯗꯣꯡꯆꯥꯕꯥ ꯑꯣꯏꯍꯜꯂꯤ꯫ ꯑꯌꯥꯕꯥ ꯄꯤꯕꯒꯤ ꯃꯇꯥꯡꯗꯥ ꯍꯦꯟꯅꯥ ꯐꯕꯥ ꯀꯟꯇ꯭ꯔꯣꯜ: ꯌꯨꯖꯔꯁꯤꯡꯗꯥ ꯊꯥꯔꯗ ꯄꯥꯔꯇꯤ ꯑꯦꯄ꯭ꯂꯤꯀꯦꯁꯟꯁꯤꯡꯗꯥ ꯄꯤꯔꯤꯕꯥ ꯑꯦꯛꯁꯦꯁꯀꯤ ꯊꯥꯛ ꯑꯗꯨ ꯀꯟꯇ꯭ꯔꯣꯜ ꯇꯧꯕꯥ ꯌꯥꯍꯜꯂꯤ꯫ ꯌꯨꯖꯔꯁꯤꯡꯅꯥ ꯃꯈꯣꯏꯅꯥ ꯀꯔꯤ ꯗꯦꯇꯥ ꯅꯠꯇ꯭ꯔꯒꯥ ꯔꯤꯁꯣꯔꯁꯁꯤꯡ ꯁꯦꯌꯔ ꯇꯧꯕꯥ ꯄꯥꯝꯂꯤꯕꯒꯦ ꯍꯥꯏꯕꯗꯨ ꯈꯟꯕꯥ ꯌꯥꯏ ꯑꯃꯁꯨꯡ ꯀꯔꯤꯒꯨꯝꯕꯥ ꯃꯈꯣꯏꯅꯥ ꯃꯈꯣꯏꯒꯤ ꯋꯥꯈꯜ ꯍꯣꯡꯗꯣꯛꯂꯕꯗꯤ ꯃꯈꯣꯏꯅꯥ ꯃꯇꯝ ꯑꯃꯠꯇꯗꯥ ꯑꯦꯛꯁꯦꯁ ꯂꯧꯊꯣꯛꯄꯥ ꯌꯥꯏ꯫ ꯏꯟꯇꯔꯑꯣꯞꯂꯦꯕꯤꯂꯤꯇꯤ ꯐꯒꯠꯍꯟꯕꯥ ꯑꯁꯤ ꯑꯣꯄꯟ ꯁꯇꯦꯟꯗꯔ ꯑꯃꯅꯤ, ꯃꯁꯤꯅꯥ ꯇꯥꯛꯄꯗꯤ ꯃꯁꯤ ꯑꯣꯟꯂꯥꯏꯟ ꯁꯔꯚꯤꯁ ꯄ꯭ꯔꯣꯚꯥꯏꯗꯔ ꯀꯌꯥꯅꯥ ꯄꯥꯛ ꯁꯟꯅꯥ ꯑꯦꯗꯣꯞ ꯇꯧꯏ꯫ ꯃꯁꯤꯅꯥ ꯗꯤꯚꯦꯂꯞꯄꯔꯁꯤꯡꯗꯥ ꯃꯈꯣꯏꯒꯤ ꯑꯦꯄ꯭ꯂꯤꯀꯦꯁꯟꯁꯤꯡꯗꯥ ꯃꯁꯤꯡ ꯌꯥꯝꯂꯕꯥ ꯁꯔꯚꯤꯁꯁꯤꯡ ꯏꯟꯇꯤꯒ꯭ꯔꯦꯠ ꯇꯧꯕꯗꯥ ꯂꯥꯏꯍꯜꯂꯤ, ꯃꯁꯤꯅꯥ ꯍꯦꯟꯅꯥ ꯂꯥꯏꯅꯥ ꯑꯃꯁꯨꯡ ꯑꯃꯒꯥ ꯑꯃꯒꯥ ꯁꯝꯅꯔꯕꯥ ꯌꯨꯖꯔ ꯑꯦꯛꯁꯄꯤꯔꯤꯑꯦꯟꯁ ꯑꯃꯥ ꯄꯤꯕꯥ ꯉꯝꯍꯜꯂꯤ꯫ ꯗꯤꯚꯦꯂꯞꯄꯔꯁꯤꯡꯒꯤ ꯊꯧꯗꯥꯡ ꯍꯟꯊꯍꯟꯕꯥ ꯁꯤꯖꯤꯟꯅꯕꯅꯥ ꯗꯤꯚꯦꯂꯞꯄꯔꯁꯤꯡꯅꯥ ꯌꯨꯖꯔ ꯂꯣꯛꯏꯟ ꯀ꯭ꯔꯦꯗꯦꯟꯁꯤꯑꯦꯜꯁꯤꯡ ꯁꯦꯀ꯭ꯌꯨꯑꯣꯔ ꯑꯣꯏꯅꯥ ꯁ꯭ꯇꯣꯔ ꯇꯧꯕꯥ ꯑꯃꯁꯨꯡ ꯃꯦꯅꯦꯖ ꯇꯧꯕꯒꯤ ꯊꯧꯗꯥꯡꯗꯒꯤ ꯅꯥꯟꯊꯣꯛꯍꯜꯂꯤ꯫ ꯃꯗꯨꯒꯤ ꯃꯍꯨꯠꯇꯥ, ꯃꯁꯤ ꯊꯥꯔꯗ ꯄꯥꯔꯇꯤ ꯑꯥꯏꯗꯦꯟꯇꯤꯇꯤ ꯄ꯭ꯔꯣꯚꯥꯏꯗꯔꯅꯥ ꯍꯦꯟꯗꯜ ꯇꯧꯏ, ꯃꯁꯤꯅꯥ ꯁꯦꯀ꯭ꯌꯨꯔꯤꯇꯤ ꯕꯔꯤꯆꯥ ꯅꯠꯇ꯭ꯔꯒꯥ ꯍꯦꯛ ꯇꯧꯔꯕꯥ ꯑꯦꯀꯥꯎꯟꯁꯤꯡꯒꯤ ꯑꯣꯏꯊꯣꯛꯄꯥ ꯍꯟꯊꯍꯜꯂꯤ꯫